ꯀ꯭ꯔꯤꯌꯦꯇꯤꯕꯤꯇꯤꯕꯨ ꯔꯤꯄꯔꯖꯦꯟ ꯇꯧꯕ ꯂꯣꯒꯣ ꯑꯃ ꯗꯤꯖꯥꯏꯟ ꯇꯧꯕ꯫ ꯅꯨꯡꯉꯥꯏꯇꯕꯥ ꯋꯥꯐꯝ ꯑꯃꯅ ꯑꯔꯇꯤꯐꯤꯁꯦꯜ ꯏꯟꯇꯤꯂꯤꯖꯦꯟꯁ ꯒꯤ ꯂꯣꯜ ꯃꯣꯗꯦꯜ ꯑꯃ ꯑꯣꯏꯅ ꯑꯩꯍꯥꯛꯅ ꯂꯣꯒꯣꯒꯨꯝꯕꯥ ꯚꯤꯖꯨꯑꯦꯜ ꯗꯤꯖꯥꯏꯟꯁꯤꯡ ꯁꯦꯝꯕ ꯉꯝꯗꯦ꯫ ꯑꯗꯨꯝ ꯑꯣꯏꯅꯃꯛ, ꯀ꯭ꯔꯤꯌꯦꯇꯤꯕꯤꯇꯤ ꯔꯤꯄꯔꯖꯦꯟꯇ ꯇꯧꯅꯕ ꯂꯣꯒꯣ ꯑꯃꯗ ꯌꯥꯎꯍꯟꯅꯕ ꯌꯥꯕ ꯏꯂꯤꯃꯦꯟꯁꯤꯡꯒꯤ ꯃꯇꯥꯡꯗ ꯑꯩꯍꯥꯛꯅꯥ ꯁꯖꯦꯁꯟ ꯈꯔ ꯄꯤꯕ ꯌꯥꯏ: ꯃꯌꯦꯛ ꯁꯦꯡꯕꯥ ꯑꯃꯁꯨꯡ ꯊꯧꯅꯥ ꯂꯩꯕꯥ ꯃꯆꯨꯁꯤꯡ: ꯋꯥꯏꯕ꯭ꯔꯦꯟ ꯃꯆꯨꯁꯤꯡꯅꯥ ꯏꯅꯔꯖꯤ ꯄꯤꯕꯥ ꯉꯝꯃꯤ ꯑꯃꯁꯨꯡ ꯀ꯭ꯔꯤꯌꯦꯇꯤꯕ ꯑꯣꯏꯕ ꯋꯥꯈꯜꯂꯣꯟꯗ ꯏꯊꯤꯜ ꯄꯤꯕ ꯉꯝꯃꯤ꯫ ꯏꯐꯦꯛꯇꯤꯚ ꯑꯣꯏꯕ ꯂꯨꯆꯤꯡꯕ ꯑꯃꯒꯤ ꯃꯒꯨꯟ ꯑꯍꯨꯝꯒꯤ ꯂꯤꯁ ꯑꯃ ꯁꯦꯃꯃꯨ꯫ ꯑꯆꯦꯠꯄꯥ ꯄꯥꯎ ꯐꯥꯎꯍꯟꯅꯕꯒꯤ ꯍꯩꯊꯣꯏ-ꯁꯤꯡꯊꯣꯏꯕ: ꯏꯐꯦꯛꯇꯤꯕ ꯑꯣꯏꯕ ꯂꯨꯆꯤꯡꯕ ꯍꯥꯏꯕꯁꯤ ꯑꯐꯕ ꯄꯥꯎ ꯐꯥꯎꯍꯟꯅꯕ ꯃꯤꯑꯣꯏ ꯑꯃꯅꯤ, ꯃꯈꯣꯏꯒꯤ ꯃꯤꯠꯌꯦꯡ, ꯋꯥꯈꯜꯂꯣꯟꯁꯤꯡ ꯑꯃꯁꯨꯡ ꯑꯦꯛꯁꯄꯦꯛꯇꯦꯁꯟꯁꯤꯡ ꯃꯈꯣꯏꯒꯤ ꯇꯤꯝꯗ ꯃꯌꯦꯛ ꯁꯦꯡꯅ ꯐꯣꯡꯗꯣꯛꯄ ꯉꯝꯕ ꯑꯃꯅꯤ꯫ ꯃꯈꯣꯏꯅ ꯃꯈꯣꯏꯒꯤ ꯂꯨꯆꯤꯡꯕꯒꯤ ꯃꯑꯣꯡ ꯃꯇꯧ ꯑꯗꯨ ꯂꯦꯞꯇꯅꯥ ꯐꯒꯠꯍꯟꯅꯕꯥ ꯑꯇꯣꯞꯄꯁꯤꯡꯗꯒꯤ ꯑꯦꯛꯇꯤꯕ ꯑꯣꯏꯅ ꯇꯥꯕ ꯑꯃꯁꯨꯡ ꯐꯤꯠꯕꯦꯛ ꯂꯧꯏ꯫ ꯋꯥꯔꯦꯞ ꯂꯧꯕꯒꯤ ꯇꯧꯕ ꯉꯝꯕꯁꯤꯡ: ꯑꯐꯕ ꯂꯨꯆꯤꯡꯕ ꯑꯃꯅ ꯊꯥꯖꯕ ꯌꯥꯕ ꯑꯃꯁꯨꯡ ꯃꯇꯝ ꯆꯥꯅ ꯑꯀꯛꯅꯕ ꯋꯥꯔꯦꯞ ꯂꯧꯕ ꯉꯝꯃꯤ꯫ ꯃꯈꯣꯏꯅ ꯏꯟꯐꯣꯔꯃꯦꯁꯟ ꯑꯦꯅꯥꯂꯥꯏꯖ ꯇꯧꯕ ꯉꯝꯃꯤ, ꯐꯜꯁꯤꯡ ꯑꯗꯨ ꯌꯦꯡꯁꯤꯟꯕ ꯉꯝꯃꯤ ꯑꯃꯁꯨꯡ ꯃꯈꯣꯏꯒꯤ ꯇꯤꯝꯒꯤ ꯃꯦꯝꯕꯔꯁꯤꯡꯒꯤ ꯏꯟꯄꯨꯠꯁꯤꯡꯁꯨ ꯈꯟꯅꯕꯒꯥ ꯂꯣꯏꯅꯅ ꯋꯥꯈꯜ ꯇꯥꯕ ꯋꯥꯔꯦꯞ ꯂꯧꯕ ꯉꯝꯃꯤ꯫ ꯏꯝꯄꯥꯊꯤ ꯑꯃꯁꯨꯡ ꯏꯃꯣꯁꯅꯦꯜ ꯏꯟꯇꯦꯂꯤꯖꯦꯟꯁ: ꯃꯥꯏ ꯄꯥꯛꯂꯕ ꯂꯨꯆꯤꯡꯕꯁꯤꯡꯅ ꯏꯃꯣꯁꯅꯦꯜ ꯏꯟꯇꯦꯂꯤꯖꯦꯟꯁꯀꯤ ꯑꯋꯥꯡꯕ ꯊꯥꯛ ꯑꯃ ꯂꯩ ꯑꯃꯁꯨꯡ ꯃꯈꯣꯏꯒꯤ ꯇꯤꯝꯒꯤ ꯃꯦꯝꯕꯔꯁꯤꯡꯒꯤ ꯃꯊꯧ ꯇꯥꯕꯁꯤꯡ ꯑꯃꯁꯨꯡ ꯐꯤꯚꯝꯁꯤꯡ ꯑꯗꯨ ꯈꯪꯕꯥ ꯑꯃꯁꯨꯡ ꯏꯝꯄꯥꯇꯤꯖ ꯇꯧꯕ ꯉꯝꯃꯤ꯫ ꯃꯈꯣꯏꯅ ꯃꯤꯅꯨꯡꯁꯤ ꯎꯠꯂꯤ ꯑꯃꯁꯨꯡ ꯃꯈꯣꯏꯒꯤ ꯏꯝꯄꯂꯣꯌꯤꯁꯤꯡꯒꯤ ꯄꯔꯁꯣꯅꯦꯜ ꯑꯃꯁꯨꯡ ꯄ꯭ꯔꯣꯐꯦꯁ꯭ꯅꯦꯜ ꯗꯤꯕꯦꯂꯞꯃꯦꯟꯗꯥ ꯄꯨꯛꯅꯤꯡ ꯆꯪꯏ, ꯃꯁꯤꯒꯥ ꯂꯣꯏꯅꯅꯥ ꯄꯣꯖꯤꯇꯤꯕ ꯑꯣꯏꯕ ꯋꯥꯔꯛ ꯀꯜꯆꯔ ꯑꯃꯁꯨ ꯁꯦꯝꯒꯠꯂꯤ꯫